ꯑꯅꯧꯕꯥ ꯁ꯭ꯃꯥꯔꯠ ꯐꯣꯟ ꯑꯃꯒꯤ ꯌꯨꯖꯔ ꯃꯦꯟꯌꯨꯑꯦꯜ ꯑꯃꯥ ꯏꯕꯤꯌꯨ꯫ ꯑꯅꯧꯕꯥ ꯁ꯭ꯃꯥꯔꯇꯐꯣꯟ ꯑꯃꯥ ꯂꯧꯕꯒꯤꯗꯃꯛ ꯅꯨꯡꯉꯥꯏꯕꯥ ꯐꯣꯡꯗꯣꯀꯆꯔꯤ! ꯌꯨꯖꯔ ꯃꯦꯟꯌꯨꯑꯦꯜ ꯑꯁꯤꯅꯥ ꯅꯍꯥꯛꯀꯤ ꯁ꯭ꯃꯥꯔꯇꯐꯣꯟ ꯁꯦꯠ ꯇꯧꯕꯥ ꯑꯃꯁꯨꯡ ꯁꯤꯖꯤꯟꯅꯕꯒꯤ ꯃꯇꯥꯡꯗꯥ ꯅꯍꯥꯛꯄꯨ ꯂꯝꯖꯤꯡꯒꯅꯤ꯫ ꯍꯧꯖꯤꯛ ꯍꯧꯗꯣꯛꯄꯥ ꯅꯍꯥꯛꯀꯤ ꯑꯅꯧꯕꯥ ꯁ꯭ꯃꯥꯔꯇꯐꯣꯟ ꯑꯗꯨ ꯂꯧꯊꯣꯛꯎ: ꯐꯣꯟ ꯑꯗꯨ ꯆꯦꯛꯁꯤꯟꯅꯥ ꯕꯣꯛꯁ ꯑꯗꯨꯗꯒꯤ ꯂꯧꯊꯣꯀꯎ ꯑꯃꯁꯨꯡ ꯉꯥꯛꯊꯣꯛꯅꯕꯥ ꯁ꯭ꯇꯤꯀꯥꯔ ꯅꯠꯇꯔꯒꯥ ꯐꯤꯜꯝ ꯑꯃꯠꯇꯥ ꯂꯧꯊꯣꯀꯎ꯫ ꯅꯍꯥꯛꯀꯤ ꯐꯣꯟ ꯑꯗꯨ ꯆꯥꯔꯖ ꯇꯧ: ꯁ꯭ꯃꯥꯔꯇꯐꯣꯟ ꯑꯗꯨ ꯑꯍꯥꯟꯕꯥ ꯑꯣꯏꯅꯥ ꯁꯤꯖꯤꯟꯅꯗ꯭ꯔꯤꯉꯩ ꯃꯃꯥꯡꯗꯥ ꯃꯄꯨꯡ ꯐꯥꯅꯥ ꯆꯥꯔꯖ ꯇꯧꯕꯅꯥ ꯈ꯭ꯋꯥꯏꯗꯒꯤ ꯐꯩ꯫ ꯄꯤꯔꯤꯕꯥ ꯀꯦꯕꯜ ꯑꯗꯨ ꯁꯤꯖꯤꯟꯅꯗꯨꯅꯥ ꯐꯣꯟ ꯑꯗꯨ ꯆꯥꯔꯖ ꯇꯧꯔꯒꯥ ꯀꯅꯦꯛꯇ ꯇꯧ ꯑꯃꯁꯨꯡ ꯕꯦꯇꯔꯤꯅꯥ ꯆꯂꯥꯏꯕꯥ ꯃꯇꯝꯗꯥ ꯉꯥꯏꯌꯨ꯫ ꯀꯥꯔꯗ ꯍꯥꯄꯀꯗꯕꯅꯤ: ꯀꯔꯤꯒꯨꯝꯕꯥ ꯅꯍꯥꯛꯀꯤ ꯐꯣꯟ ꯑꯗꯨꯅꯥ ꯀꯥꯔꯗ ꯑꯃꯥ ꯃꯊꯧ ꯇꯥꯔꯕꯗꯤ, ꯄꯤꯔꯤꯕꯥ ꯀꯥꯔꯗ ꯂꯧꯊꯣꯛꯄꯒꯤ ꯈꯨꯠꯂꯥꯏ ꯑꯗꯨ ꯁꯤꯖꯤꯟꯅꯗꯨꯅꯥ ꯀꯥꯔꯗ ꯑꯗꯨ ꯇ꯭ꯔꯦ ꯑꯗꯨꯗꯥ ꯍꯥꯄꯀꯗꯕꯅꯤ꯫ ꯅꯠꯇ꯭ꯔꯒꯥ ꯃꯣꯕꯥꯏꯜ ꯗꯦꯇꯥꯒꯤ ꯈꯨꯠꯊꯥꯡꯗꯥ ꯏꯟꯇꯔꯅꯦꯇꯇꯥ ꯀꯅꯦꯛꯇ ꯇꯧꯕꯥ ꯌꯥꯏ꯫ ꯋꯥꯏ-ꯐꯥꯏꯗꯥ ꯀꯅꯦꯛꯇ ꯇꯧꯅꯕꯥ, ꯁꯦꯇꯤꯡꯁ ꯋꯥꯏ-ꯐꯥꯏꯗꯥ ꯆꯠꯂꯨ ꯑꯃꯁꯨꯡ ꯅꯍꯥꯛꯅꯥ ꯀꯅꯦꯛꯇ ꯇꯧꯕꯥ ꯄꯥꯝꯂꯤꯕꯥ ꯅꯦꯇꯋꯥꯔꯛ ꯑꯗꯨ ꯈꯜꯂꯨ꯫ ꯀꯔꯤꯒꯨꯝꯕꯥ ꯃꯊꯧ ꯇꯥꯔꯕꯗꯤ ꯄꯥꯁꯋꯥꯔꯗ ꯑꯗꯨ ꯑꯦꯟꯇꯔ ꯇꯧꯔꯣ꯫ ꯃꯣꯕꯥꯏꯜ ꯗꯦꯇꯥꯒꯤꯗꯃꯛ, ꯅꯍꯥꯛꯀꯤ ꯀꯦꯔꯤꯌꯔꯒꯥ ꯂꯣꯏꯅꯅꯥ ꯗꯦꯇꯥ ꯄ꯭ꯂꯥꯟ ꯑꯃꯥ ꯂꯩꯕꯥ ꯃꯊꯧ ꯇꯥꯏ꯫ ꯗꯦꯇꯥ ꯑꯗꯨ ꯑꯣꯟꯊꯣꯛꯅꯕꯥ ꯑꯃꯁꯨꯡ ꯀꯦꯔꯤꯌꯔ ꯁꯦꯇꯤꯡꯁꯤꯡ ꯁꯦꯠ ꯇꯧꯅꯕꯥ ꯁꯦꯇꯤꯡꯁ ꯃꯣꯕꯥꯏꯜ ꯗꯦꯇꯥꯗꯥ ꯆꯠꯂꯨ꯫ ꯀꯣꯜ ꯇꯧꯕꯥ ꯑꯃꯁꯨꯡ ꯃꯦꯁꯦꯖ ꯊꯥꯕꯥ ꯐꯣꯟ ꯀꯣꯜ ꯇꯧꯅꯕꯥ ꯐꯣꯟ ꯑꯦꯞ ꯍꯥꯡꯗꯣꯛꯎ ꯑꯃꯁꯨꯡ ꯅꯝꯕꯔ ꯑꯗꯨ ꯗꯥꯏꯜ ꯇꯧ ꯅꯠꯇ꯭ꯔꯒꯥ ꯀꯟꯇꯦꯛꯇ ꯑꯃꯥ ꯈꯜꯂꯨ꯫ ꯇꯦꯛꯁꯠ ꯃꯦꯁꯦꯖ ꯑꯃꯥ ꯊꯥꯅꯕꯒꯤꯗꯃꯛ, ꯃꯦꯁꯦꯖ ꯑꯦꯞ ꯍꯥꯡꯗꯣꯀꯎ ꯑꯃꯁꯨꯡ ꯑꯅꯧꯕꯥ ꯃꯦꯁꯦꯖ ꯑꯃꯥ ꯁꯦꯝꯃꯨ꯫ ꯅꯍꯥꯛꯅꯥ ꯚꯣꯏꯁ ꯑꯦꯁꯤꯁ꯭ꯇꯦꯟꯇ ꯑꯁꯤ ꯍꯣꯝ ꯕꯇꯟ ꯑꯗꯨ ꯊꯝꯂꯒꯥ ꯀꯃꯥꯟꯗ ꯑꯗꯨ ꯍꯥꯏꯗꯨꯅꯥ ꯀꯣꯜ ꯇꯧꯕꯥ ꯑꯃꯁꯨꯡ ꯃꯦꯁꯦꯖ ꯊꯥꯕꯗꯁꯨ ꯁꯤꯖꯤꯟꯅꯕꯥ ꯌꯥꯏ꯫ ꯑꯦꯄꯁꯤꯡ ꯏꯟꯁ꯭ꯇꯣꯜ ꯇꯧꯕꯥ ꯅꯍꯥꯛꯀꯤ ꯁ꯭ꯃꯥꯔꯇꯐꯣꯟ ꯑꯗꯨ ꯑꯦꯞ ꯁ꯭ꯇꯣꯔ ꯑꯃꯒꯥ ꯂꯣꯏꯅꯅꯥ ꯂꯥꯛꯏ, ꯃꯐꯝ ꯑꯗꯨꯗꯥ ꯅꯍꯥꯛꯅꯥ ꯑꯦꯄꯁꯤꯡ ꯕ꯭ꯔꯣꯎꯖ ꯇꯧꯕꯥ ꯑꯃꯁꯨꯡ ꯗꯥꯎꯟꯂꯣꯗ ꯇꯧꯕꯥ ꯌꯥꯏ꯫ ꯑꯦꯞ ꯑꯃꯥ ꯗꯥꯎꯟꯂꯣꯗ ꯇꯧꯅꯕꯒꯤꯗꯃꯛ, ꯑꯦꯞ ꯁ꯭ꯇꯣꯔ ꯍꯥꯡꯗꯣꯀꯎ, ꯑꯦꯞ ꯑꯗꯨ ꯁꯥꯔꯆ ꯇꯧ, ꯑꯃꯁꯨꯡ ꯏꯟꯁ꯭ꯇꯣꯜ ꯇꯦꯞ ꯇꯧ꯫ ꯀꯔꯤꯒꯨꯝꯕꯥ ꯅꯍꯥꯛꯀꯤ ꯑꯦꯀꯥꯎꯟꯇ ꯑꯗꯨꯒꯥ ꯂꯣꯏꯅꯅꯥ ꯁꯥꯏꯟ ꯏꯟ ꯇꯧꯕꯥ ꯅꯠꯇ꯭ꯔꯒꯥ ꯑꯅꯧꯕꯥ ꯑꯃꯥ ꯁꯦꯝꯕꯥ ꯃꯊꯧ ꯇꯥꯕꯥ ꯌꯥꯏ꯫ ꯐꯣꯇꯣ ꯂꯧꯕꯥ ꯅꯍꯥꯛꯀꯤ ꯁ꯭ꯃꯥꯔꯇꯐꯣꯟ ꯑꯗꯨꯗꯥ ꯕꯤꯜꯇ-ꯏꯟ ꯀꯦꯃꯦꯔꯥ ꯑꯃꯥ ꯌꯥꯎꯔꯤ꯫ ꯐꯣꯇꯣ ꯑꯃꯥ ꯂꯧꯅꯕꯒꯤꯗꯃꯛ, ꯀꯦꯃꯦꯔꯥ ꯑꯦꯞ ꯍꯥꯡꯗꯣꯀꯎ, ꯑꯃꯁꯨꯡ ꯐꯣꯇꯣ ꯑꯃꯥ ꯂꯧꯅꯕꯥ ꯏꯁꯇ꯭ꯔꯠ ꯕꯇꯟ ꯑꯗꯨ ꯇꯦꯞ ꯇꯧ꯫ ꯅꯍꯥꯛꯅꯥ ꯃꯃꯥꯡ ꯑꯃꯁꯨꯡ ꯃꯇꯨꯡꯒꯤ ꯀꯦꯃꯦꯔꯥꯒꯤ ꯃꯔꯛꯇꯥ ꯁꯨꯏꯆ ꯇꯧꯕꯁꯨ ꯌꯥꯏ, ꯁꯦꯇꯤꯡꯁꯤꯡ ꯑꯗꯨ ꯑꯦꯗꯖꯁ꯭ꯠ ꯇꯧꯕꯥ ꯌꯥꯏ ꯑꯃꯁꯨꯡ ꯅꯍꯥꯛꯀꯤ ꯐꯣꯇꯣꯁꯤꯡꯗꯥ ꯐꯤꯜꯇꯔ ꯍꯥꯄꯆꯤꯟꯕꯥ ꯌꯥꯏ꯫ ꯁꯦꯇꯤꯡꯁ ꯌꯥꯝꯅꯥ ꯀꯌꯥ ꯑꯃꯥ ꯌꯥꯏ꯫ ꯂꯣꯏꯁꯤꯟꯕꯥ ꯃꯁꯤ ꯅꯍꯥꯛꯀꯤ ꯑꯅꯧꯕꯥ ꯁ꯭ꯃꯥꯔꯇꯐꯣꯟ ꯐꯤꯆꯔ ꯈꯔꯒꯤ ꯃꯇꯥꯡꯗꯥ ꯊꯤꯖꯤꯟ ꯍꯨꯝꯖꯤꯟꯕꯒꯤ ꯃꯑꯣꯡ ꯈꯛꯇꯅꯤ꯫ ꯍꯦꯟꯅꯥ ꯈꯪꯅꯕꯒꯤꯗꯃꯛ ꯑꯃꯁꯨꯡ ꯑꯇꯩ ꯐꯤꯆꯔꯁꯤꯡ ꯑꯗꯨ ꯈꯪꯗꯣꯛꯅꯕꯒꯤꯗꯃꯛ, ꯌꯦꯡꯕꯤꯌꯨ꯫